ꯐꯣꯔꯀꯥꯁ꯭ꯇꯤꯡ ꯁꯤꯁ꯭ꯇꯦꯝ ꯑꯃꯒꯤ ꯑꯆꯨꯝꯕꯥ ꯑꯗꯨ ꯌꯦꯡꯁꯤꯟꯅꯕ ꯃꯦꯇꯔꯤꯛ ꯑꯃꯥ ꯁꯖꯦꯁ꯭ꯠ ꯇꯧꯕ꯫ ꯐꯣꯔꯀꯥꯁ꯭ꯇꯤꯡ ꯁꯤꯁ꯭ꯇꯦꯝ ꯑꯃꯒꯤ ꯑꯆꯨꯝꯕ ꯌꯦꯡꯁꯤꯟꯅꯕ ꯈ꯭ꯋꯥꯏꯗꯒꯤ ꯌꯥꯝꯅ ꯁꯤꯖꯤꯟꯅꯕꯥ ꯃꯦꯇꯔꯤꯛ ꯑꯃꯗꯤ ꯃꯤꯟ ꯑꯦꯕꯁꯣꯜꯌꯨꯠ ꯑꯦꯔꯥꯔꯅꯤ꯫ ꯃꯁꯤꯒꯤ ꯃꯦꯇꯔꯤꯛ ꯑꯁꯤꯅ ꯐꯣꯔꯀꯥꯁ꯭ꯠ ꯇꯧꯔꯕ ꯚꯦꯜꯌꯨꯁꯤꯡ ꯑꯃꯁꯨꯡ ꯇꯁꯦꯡꯕ ꯚꯦꯜꯌꯨꯁꯤꯡꯒꯤ ꯃꯔꯛꯇ ꯂꯩꯕꯥ ꯆꯥꯡꯆꯠꯇ ꯑꯣꯏꯕ ꯑꯦꯕꯁꯣꯜꯌꯨꯇꯦꯗ ꯈꯦꯠꯅꯕ ꯑꯗꯨ ꯂꯦꯞꯊꯣꯛꯏ꯫ ꯃꯤꯟ ꯑꯦꯕꯁꯣꯜꯌꯨꯠ ꯑꯦꯔꯥꯔꯅꯥ ꯐꯣꯔꯀꯥꯁ꯭ꯇꯤꯡꯒꯤ ꯑꯁꯣꯏꯕꯁꯤꯡꯒꯤ ꯃꯦꯒ꯭ꯅꯤꯇ꯭ꯌꯨꯗꯀꯤ ꯃꯌꯦꯛ ꯁꯦꯡꯕ ꯈꯣꯡꯊꯥꯡ ꯑꯃꯥ ꯄꯤꯕꯅ ꯃꯔꯝ ꯑꯣꯏꯗꯨꯅ ꯍꯤꯁꯥꯕ ꯇꯧꯕ ꯑꯃꯁꯨꯡ ꯋꯥꯍꯟꯊꯣꯛ ꯄꯤꯕꯗ ꯂꯥꯏꯕꯥ ꯑꯃꯅꯤ꯫ ꯐꯣꯔꯀꯥꯁ꯭ꯇꯤꯡ ꯁꯤꯁ꯭ꯇꯦꯝ ꯑꯃꯒꯤ ꯑꯆꯨꯝꯕ ꯃꯑꯣꯡ ꯃꯇꯧ ꯂꯦꯞꯊꯣꯛꯅꯕ ꯑꯇꯣꯞꯄ ꯀꯥꯟꯅꯕ ꯃꯦꯇꯔꯤꯛ ꯑꯃꯗꯤ ꯃꯤꯟ ꯑꯦꯕꯁꯣꯜꯌꯨꯠ ꯄꯥꯔꯁꯦꯟꯇꯦꯖ ꯑꯦꯔꯥꯔꯅꯤ꯫ ꯃꯁꯤꯒꯤ ꯃꯦꯇꯔꯤꯛ ꯑꯁꯤꯅ ꯐꯣꯔꯀꯥꯁ꯭ꯠ ꯇꯧꯔꯕ ꯚꯦꯜꯌꯨꯁꯤꯡ ꯑꯃꯁꯨꯡ ꯇꯁꯦꯡꯕ ꯚꯦꯜꯌꯨꯁꯤꯡꯒꯤ ꯆꯥꯗ ꯑꯣꯏꯅ ꯐꯣꯡꯗꯣꯛꯂꯤꯕ ꯇꯁꯦꯡꯕ ꯚꯦꯜꯌꯨꯁꯤꯡꯒꯤ ꯃꯔꯛꯇ ꯂꯩꯕ ꯆꯥꯡꯆꯠꯇ ꯑꯣꯏꯕ ꯑꯦꯕꯁꯣꯜꯌꯨꯇꯦꯗ ꯈꯦꯠꯅꯕ ꯑꯗꯨ ꯂꯦꯞꯊꯣꯛꯏ꯫ ꯇꯣꯉꯥꯟ ꯇꯣꯉꯥꯟꯕ ꯁ꯭ꯀꯦꯜꯁꯤꯡꯒꯤ ꯃꯔꯛꯇ ꯐꯣꯔꯀꯥꯁ꯭ꯠꯁꯤꯡꯒꯤ ꯑꯆꯨꯝꯕ ꯆꯥꯡꯗꯝꯅꯕ ꯃꯇꯝꯗ ꯃꯤꯟ ꯑꯦꯕꯁꯣꯜꯌꯨꯠ ꯄꯥꯔꯁꯦꯟꯇꯦꯖ ꯑꯦꯔꯥꯔꯅꯥ ꯀꯥꯟꯅꯕ ꯑꯣꯏ, ꯃꯔꯝꯗꯤ ꯃꯁꯤꯅ ꯑꯁꯣꯏꯕꯁꯤꯡꯒꯤ ꯔꯤꯂꯦꯇꯤꯕ ꯁꯥꯏꯖꯒꯤ ꯆꯥꯡꯌꯦꯡ ꯑꯃꯥ ꯄꯤꯔꯤ꯫ ꯔꯨꯠ ꯃꯤꯟ ꯁ꯭ꯀꯋꯥꯔꯗ ꯑꯦꯔꯥꯔ ꯑꯁꯤꯁꯨ ꯐꯣꯔꯀꯥꯁ꯭ꯇꯤꯡ ꯁꯤꯁ꯭ꯇꯦꯝ ꯑꯃꯒꯤ ꯑꯆꯨꯝꯕ ꯃꯑꯣꯡ ꯃꯇꯧ ꯂꯦꯞꯊꯣꯛꯅꯕꯒꯤꯗꯃꯛ ꯃꯤꯌꯥꯝꯅ ꯄꯥꯝꯅꯕ ꯃꯔꯛꯇ ꯂꯩꯕ ꯆꯥꯡꯆꯠꯇ ꯑꯣꯏꯕ ꯁ꯭ꯀꯋꯥꯔ ꯈꯦꯠꯅꯕꯥ ꯑꯗꯨꯒꯤ ꯁ꯭ꯀꯋꯥꯔ ꯔꯨꯠ ꯑꯗꯨ ꯂꯦꯞꯊꯣꯞꯏ꯫ ꯔꯨꯠ ꯃꯤꯟ ꯁ꯭ꯀꯋꯥꯔꯗ ꯑꯦꯔꯥꯔꯅꯥ ꯑꯆꯧꯕꯥ ꯑꯁꯣꯏꯕꯁꯤꯡꯗ ꯁꯦꯟꯁꯤꯇꯤꯕ ꯑꯣꯏ, ꯃꯁꯤꯅ ꯐꯣꯔꯀꯥꯁ꯭ꯇꯤꯡꯒꯤ ꯑꯆꯨꯝꯕ ꯋꯥꯐꯝꯗ ꯑꯥꯎꯠꯂꯥꯏꯔꯁꯤꯡ ꯑꯃꯁꯨꯡ ꯑꯆꯧꯕ ꯈꯦꯠꯅꯕ ꯈꯪꯗꯣꯛꯄꯗ ꯀꯥꯟꯅꯕ ꯑꯣꯏꯍꯜꯂꯤ꯫ ꯑꯔꯣꯏꯕꯗ, ꯐꯣꯔꯀꯥꯁ꯭ꯇꯤꯡ ꯁꯤꯁ꯭ꯇꯦꯝ ꯑꯃꯒꯤ ꯑꯆꯨꯝꯕ ꯋꯥꯌꯦꯜ ꯄꯤꯅꯕꯒꯤꯗꯃꯛ ꯃꯦꯇꯔꯤꯛ ꯈꯟꯕꯁꯤ ꯌꯨꯖꯔꯒꯤ ꯑꯀꯛꯅꯕ ꯃꯊꯧ ꯇꯥꯕꯁꯤꯡ ꯑꯃꯁꯨꯡ ꯄꯥꯟꯗꯝꯁꯤꯡꯒꯤ ꯃꯈꯥ ꯄꯣꯜꯂꯤ꯫ ꯐꯣꯔꯀꯥꯁ꯭ꯇꯤꯡꯒꯤ ꯑꯆꯨꯝꯕ ꯋꯥꯐꯝꯒꯤ ꯃꯇꯥꯡꯗ ꯍꯦꯟꯅ ꯃꯄꯨꯡ ꯐꯥꯕ ꯋꯥꯈꯜꯂꯣꯟ ꯑꯃꯥ ꯐꯪꯅꯕꯥ ꯇꯣꯉꯥꯟ ꯇꯣꯉꯥꯟꯕ ꯃꯦꯇꯔꯤꯛꯁꯤꯡꯒꯤ ꯀꯝꯕꯤꯅꯦꯁꯟ ꯑꯃꯥ ꯁꯤꯖꯤꯟꯅꯕꯁꯤ ꯑꯌꯥꯝꯕꯅ ꯀꯥꯟꯅꯕꯥ ꯑꯣꯏ꯫ ꯑꯥꯔꯇꯤꯐꯤꯁꯤꯑꯦꯜ ꯏꯟꯇꯦꯂꯤꯖꯦꯟꯁꯅꯥ ꯈꯨꯟꯅꯥꯏꯒꯤꯗꯃꯛ ꯀꯔꯤ ꯁꯤꯡꯅꯕꯥ ꯀꯌꯥ ꯄꯤꯔꯤꯕꯒꯦ? ꯑꯥꯔꯇꯤꯐꯤꯁꯤꯑꯦꯜ ꯏꯟꯇꯤꯂꯤꯖꯦꯟꯁꯅꯥ ꯈꯨꯟꯅꯥꯏꯒꯤꯗꯃꯛꯇ ꯁꯤꯡꯅꯕ ꯀꯌꯥ ꯑꯃꯥ ꯄꯤꯔꯤ, ꯃꯗꯨꯒꯤ ꯃꯅꯨꯡꯗ ꯈꯔꯗꯤ ꯃꯈꯥꯗ ꯄꯤꯔꯤꯕꯁꯤꯡꯁꯤꯅꯤ: ꯊꯕꯛ ꯑꯣꯇꯣꯃꯦꯁꯟ: ꯑꯥꯔꯇꯤꯐꯤꯁꯤꯑꯦꯜ ꯏꯟꯇꯦꯂꯤꯖꯦꯟꯁ ꯕꯥꯏꯁ ꯑꯃꯁꯨꯡ ꯗꯤꯁꯇꯔꯤꯃꯤꯅꯦꯁꯟ: ꯑꯥꯔꯇꯤꯐꯤꯁꯤꯑꯦꯜ ꯏꯟꯇꯦꯂꯤꯖꯦꯟꯁ ꯁꯤꯁ꯭ꯇꯦꯝꯁꯤꯡꯅ ꯈꯨꯟꯅꯥꯏꯗ ꯂꯩꯔꯤꯕ ꯕꯥꯏꯁꯁꯤꯡ ꯑꯁꯤ ꯂꯦꯡꯗꯅ ꯊꯝꯕ ꯑꯃꯁꯨꯡ ꯍꯦꯟꯅ ꯆꯥꯎꯊꯣꯛꯍꯟꯕ ꯐꯥꯎꯕ ꯌꯥꯏ꯫ ꯃꯁꯤꯒꯤ ꯃꯔꯝꯗꯤ ꯑꯥꯔꯇꯤꯐꯤꯁꯤꯑꯦꯜ ꯏꯟꯇꯦꯂꯤꯖꯦꯟꯁ ꯁꯤꯁ꯭ꯇꯦꯝꯁꯤꯡ ꯇ꯭ꯔꯦꯅꯤꯡ ꯇꯧꯕꯗ ꯁꯤꯖꯤꯟꯅꯔꯤꯕ ꯗꯦꯇꯥ ꯑꯁꯤꯅ ꯑꯌꯥꯝꯕꯅ ꯄꯨꯋꯥꯔꯤꯒꯤ ꯑꯣꯏꯕ ꯅꯠꯇꯔꯒ ꯈꯨꯟꯅꯥꯏꯒꯤ ꯑꯣꯏꯕ ꯋꯥꯈꯜꯂꯣꯟꯁꯤꯡ ꯐꯣꯡꯗꯣꯛꯏ꯫ ꯑꯦꯀꯥꯎꯟꯇꯦꯕꯤꯂꯤꯇꯤ: ꯃꯔꯨꯑꯣꯏꯅ ꯃꯈꯣꯏꯅ ꯍꯦꯟꯅ ꯑꯣꯇꯣꯅꯣꯃꯁ ꯑꯣꯏꯔꯛꯄꯒ ꯂꯣꯏꯅꯅꯥ ꯑꯥꯔꯇꯤꯐꯤꯁꯤꯑꯦꯜ ꯏꯟꯇꯦꯂꯤꯖꯦꯟꯁꯒꯤ ꯇꯦꯛꯅꯣꯂꯣꯖꯤꯁꯤꯡ ꯁꯤꯖꯤꯟꯅꯗꯨꯅ ꯑꯅꯥꯕꯁꯤꯡꯕꯨ ꯔꯤꯃꯣꯠ ꯃꯣꯅꯤꯇꯔ ꯇꯧꯕ ꯌꯥꯏ, ꯃꯁꯤꯅꯥ ꯗꯣꯛꯇꯔꯁꯤꯡꯗ ꯃꯈꯣꯏꯒꯤ ꯑꯅꯥꯕꯁꯤꯡꯒꯤ ꯍꯛꯁꯦꯜꯒꯤ ꯃꯇꯥꯡꯗ ꯔꯤꯑꯦꯜ-ꯇꯥꯏꯝ ꯗꯦꯇꯥ ꯐꯪꯍꯜꯂꯤ꯫ ꯃꯁꯤꯅꯥ ꯗꯣꯛꯇꯔꯁꯤꯡꯅ ꯂꯥꯏꯌꯦꯡꯕꯒꯤ ꯃꯇꯥꯡꯗ ꯍꯦꯟꯅ ꯋꯥꯈꯜ ꯇꯥꯕꯥ ꯋꯥꯔꯦꯞ ꯂꯧꯕ ꯉꯝꯍꯟꯒꯅꯤ ꯑꯃꯁꯨꯡ ꯀꯔꯤꯒꯨꯝꯕ ꯃꯊꯧ ꯇꯥꯔꯕꯗꯤ ꯉꯟꯅ ꯏꯟꯇꯔꯚꯦꯟꯁꯟ ꯇꯧꯕ ꯉꯝꯍꯟꯒꯅꯤ꯫ ꯃꯁꯤꯅꯥ ꯍꯦꯜꯊꯀꯦꯌꯔ ꯁꯤꯁ꯭ꯇꯦꯝꯁꯤꯡꯗ ꯄꯣꯠꯂꯨꯝ ꯍꯟꯊꯍꯟꯕꯗꯁꯨ ꯃꯇꯦꯡ ꯄꯥꯡꯕꯥ ꯉꯝꯒꯅꯤ, ꯃꯔꯝꯗꯤ ꯑꯅꯥꯕꯁꯤꯡ ꯍꯣꯁ꯭ꯄꯤꯇꯥꯜꯗ ꯅꯠꯇꯅ ꯌꯨꯝꯗ ꯌꯦꯡꯁꯤꯟꯕ ꯌꯥꯏ꯫ ꯑꯄꯨꯟꯕ ꯑꯣꯏꯅ ꯑꯥꯔꯇꯤꯐꯤꯁꯤꯑꯦꯜ ꯏꯟꯇꯦꯂꯤꯖꯦꯟꯁꯅꯥ ꯃꯦꯗꯤꯁꯤꯟꯒꯤ ꯇꯨꯡꯗ ꯌꯥꯝꯅ ꯆꯥꯎꯅ ꯏꯝꯄꯦꯛꯠ ꯇꯧꯒꯅꯤ, ꯑꯅꯥꯕꯁꯤꯡꯒꯤ ꯐꯜꯁꯤꯡ ꯐꯒꯠꯍꯟꯒꯅꯤ, ꯑꯅꯧꯕ ꯂꯥꯌꯦꯡꯁꯤꯡ ꯁꯦꯝꯒꯠꯄꯗ ꯈꯣꯡꯖꯦꯜ ꯌꯥꯡꯍꯟꯒꯅꯤ, ꯑꯃꯁꯨꯡ ꯍꯦꯜꯊꯀꯦꯌꯔ ꯄꯤꯕꯒꯤ ꯃꯑꯣꯡꯗ ꯑꯍꯣꯡꯕ ꯄꯨꯔꯛꯀꯅꯤ꯫